ꯃꯁꯤꯒꯤ ꯃꯇꯥꯡꯗ ꯃꯍꯥꯛ ꯃꯥꯑꯥꯠ (ꯗꯤꯚꯥꯏꯟ ꯕꯦꯂꯦꯟꯁ)ꯒꯤ ꯄ꯭ꯔꯤꯟꯁꯤꯄꯜ ꯑꯃꯁꯨꯡ ꯄ꯭ꯔꯤꯟꯁꯤꯄꯜ ꯑꯁꯤꯕꯨ ꯍꯣ ꯄꯔꯁꯣꯅꯤꯐꯥꯏ ꯇꯧꯔꯕꯥ ꯑꯗꯨꯒꯥ ꯀꯔꯤꯒꯨꯝꯕꯥ ꯃꯇꯝꯗꯥ ꯃꯍꯥꯛꯀꯤ ꯂꯣꯏꯅꯕꯤ ꯑꯣꯏꯅꯥ ꯎꯕ ꯑꯥꯏꯁ꯭ꯕꯔ ꯃꯥꯑꯥꯠ ꯑꯅꯤꯃꯛꯀꯥꯁꯨ ꯌꯥꯝꯅꯥ ꯅꯛꯅꯥ ꯃꯔꯤ ꯂꯩꯅꯔꯝꯃꯤ꯫ ꯃꯍꯥꯛꯀꯤ ꯑꯇꯣꯞꯄꯥ ꯅꯨꯄꯤ ꯑꯃꯅꯥ ꯑꯥꯏꯁ꯭ꯕꯔ ꯅꯦꯍꯦꯃꯦꯇꯥꯋꯤ ꯉꯥꯛꯄꯤꯕꯥ ꯑꯥꯏꯁ꯭ꯕꯔꯅꯤ꯫ꯑꯉꯥꯟ ꯑꯣꯏꯅꯥ ꯃꯍꯥꯛꯀꯤ ꯃꯑꯣꯡꯗꯥ ꯊꯣꯊꯅꯥ ꯍꯣꯜ ꯑꯣꯐ ꯇ꯭ꯔꯨꯊꯇꯥ ꯑꯣꯁꯤꯔꯤꯁ ꯑꯃꯁꯨꯡ ꯑꯀꯤꯕꯥ ꯄꯣꯛꯄꯥ ꯊꯋꯥꯏꯁꯤꯡꯒꯥ ꯂꯣꯏꯅꯅꯥ ꯑꯁꯤꯕꯁꯤꯡꯕꯨ ꯋꯥꯌꯦꯜ ꯄꯤꯕꯒꯤ ꯂꯨꯆꯤꯡꯕꯥ ꯑꯣꯏꯈꯤ꯫ ꯃꯈꯣꯏꯅꯥ ꯋꯥꯌꯦꯜ ꯌꯥꯊꯪ ꯑꯗꯨ ꯑꯁꯣꯏ ꯑꯉꯥꯝ ꯌꯥꯎꯗꯅꯥ ꯄꯥꯁ ꯇꯧꯕꯥ ꯉꯝꯗꯕꯥ ꯌꯥꯏ ꯍꯥꯌꯅꯥ ꯊꯣꯊꯥꯕꯨ‌ꯃꯇꯦꯡ ꯄꯥꯡꯅꯕꯥ ꯀꯧꯅꯕꯥ ꯄꯨꯛꯅꯤꯡ ꯊꯧꯒꯠꯈꯤ꯫ꯊꯣꯊꯀꯥ ꯈꯋꯥꯏꯗꯒꯤ ꯌꯥꯝꯅꯥ ꯃꯔꯤ ꯂꯩꯅꯔꯤꯕꯥ ꯅꯨꯄꯤ ꯑꯗꯨꯗꯤ ꯁꯦꯁꯥꯠꯅꯤ, ꯑꯏꯕꯒꯤ ꯑꯥꯏꯁ꯭ꯕꯔ, ꯂꯥꯏꯔꯤꯛ ꯉꯥꯛꯄꯥ, ꯑꯃꯁꯨꯡ ꯂꯥꯏꯕ꯭ꯔꯦꯔꯤ ꯑꯃꯁꯨꯡ ꯂꯥꯏꯕ꯭ꯔꯦꯔꯤꯁꯤꯡꯒꯤ ꯄꯦꯠꯔꯣꯟ ꯑꯥꯏꯁ꯭ꯕꯔ, ꯃꯍꯥꯛꯀꯤ ꯂꯣꯌꯅꯕꯤ ꯅꯠꯔꯒꯥ ꯃꯆꯥꯅꯨꯄꯤ꯫ ꯊꯣꯊꯄꯨ ꯈꯨꯔꯨꯃꯖꯕꯥ ꯑꯁꯤ ꯂꯣꯌꯔꯕꯥ ꯏꯖꯤꯞꯇꯇꯥ ꯍꯧꯈꯤꯕꯅꯤ ꯈꯋꯥꯏꯗꯒꯤ ꯌꯥꯝꯅꯥ ꯄ꯭ꯔꯤ ꯈ꯭ꯔ꯭ꯏꯁ꯭ꯇꯒꯤ ꯃꯃꯥꯡ ꯆꯍꯤ ꯗꯥ ꯑꯃꯁꯨꯡ ꯏꯖꯤꯞꯇꯀꯤ ꯄꯨꯋꯥꯔꯤꯒꯤ ꯑꯔꯣꯏꯕꯥ ꯂꯥꯏꯅꯤꯡ ꯂꯝꯕꯤꯒꯤ ꯃꯇꯝ ꯑꯣꯏꯔꯤꯕꯥ ꯇꯣꯂꯦꯃꯥꯏꯛ ꯃꯇꯝ (ꯈ꯭ꯔ꯭ꯏꯁ꯭ꯇꯀꯤ ꯃꯃꯥꯡ ꯆꯥꯍꯨꯝ ꯀꯨꯟꯍꯨꯝꯗꯣꯏ - ꯀꯨꯟꯊ꯭ꯔꯥ) ꯐꯥꯑꯣꯕꯥ ꯃꯈꯥ ꯆꯠꯊꯈꯤ, ꯃꯁꯤꯅꯥ ꯊꯣꯊꯀꯤ ꯏꯀꯥꯌꯈꯨꯃꯅꯕꯥ ꯑꯁꯤ ꯃꯈꯣꯌꯒꯤ ꯃꯅꯨꯡꯗꯥ ꯑꯃꯅꯤ꯫ ꯏꯖꯤꯞꯇꯀꯤ ꯑꯥꯏꯁ꯭ꯕꯔ ꯅꯠꯔꯒꯥ ꯁꯤꯚꯤꯂꯥꯏꯖꯦꯁꯟ ꯑꯃꯠꯇꯗꯒꯤ ꯂꯥꯛꯄꯥ ꯑꯥꯏꯁ꯭ꯕꯔ ꯑꯃꯠꯇꯒꯤ ꯈ꯭ꯕꯥꯏꯗꯒꯤ ꯁꯥꯡꯕꯥ꯫ ꯃꯍꯥꯛꯀꯤ ꯃꯤꯡ ꯑꯁꯤ ꯑꯌꯥꯝꯕꯅꯥ ꯏꯖꯤꯞꯇꯒꯤ ꯅꯤꯡꯊꯧꯁꯤꯡ (ꯈꯨꯗꯝ ꯑꯣꯏꯅꯥ, ꯇꯨꯊꯃꯣꯁꯤꯁ "ꯊꯣꯊꯀꯤ ꯄꯣꯛꯄꯥ"), ꯂꯥꯏꯔꯤꯛ ꯂꯥꯏꯁꯨ ꯍꯩꯕꯥ ꯑꯃꯁꯨꯡ ꯄꯨꯔꯣꯍꯤꯠꯁꯤꯡꯅꯥ ꯂꯧꯔꯝꯃꯤ꯫ ꯃꯍꯥꯛꯄꯨ ꯈꯋꯥꯏꯗꯒꯤ ꯀꯃꯟ ꯑꯣꯏꯅꯥ ꯑꯣꯏꯕꯤꯁ ꯅꯠꯇ꯭ꯔꯒ ꯐꯃꯗꯨꯅꯥ ꯂꯩꯕꯥ ꯕꯦꯕꯟ ꯑꯃꯒꯤ ꯃꯀꯣꯛ ꯊꯣꯡꯕꯥ ꯃꯤꯑꯣꯏ ꯑꯃꯥ ꯑꯣꯏꯅ ꯃꯍꯥꯛꯀꯤ ꯃꯀꯣꯛꯊꯣꯡꯕꯗꯥ ꯂꯨꯅꯥꯔ ꯗꯤꯁ꯭ꯛ ꯑꯃꯥ ꯂꯩꯕꯥ ꯅꯠꯇ꯭ꯔꯒ ꯂꯩꯇꯕꯥ ꯃꯤꯑꯣꯏ ꯑꯃꯥ ꯑꯣꯏꯅꯥ ꯎꯠꯂꯤ꯫ ꯃꯍꯥꯛ ꯂꯥꯏꯔꯤꯛꯁꯤꯡꯒꯤ ꯄꯦꯠꯔꯣꯟ ꯏꯁ꯭ꯕꯔꯅꯤ ꯑꯃꯁꯨꯡ ꯂꯥꯏꯅꯤꯡꯕꯁꯤꯡꯅꯥ ꯃꯈꯣꯏꯒꯤ ꯅꯨꯡꯇꯤꯒꯤ ꯊꯕꯛ ꯍꯧꯗ꯭ꯔꯤꯉꯩꯗꯥ ꯊꯣꯊꯀꯤ ꯏꯀꯥꯌ ꯈꯨꯝꯅꯕꯥ ꯑꯣꯏꯅꯥ ꯃꯈꯣꯌꯒꯤ ꯏꯅꯀꯝ ꯊꯣꯡ ꯑꯃ ꯊꯥꯗꯣꯛꯏ ꯍꯥꯌꯅꯥ ꯍꯥꯌꯅꯔꯝꯃꯤ꯫ ꯊꯣꯊꯀꯤ ꯃꯔꯨꯑꯣꯏꯕꯥ ꯂꯥꯏꯅꯤꯡ ꯂꯝꯕꯤꯗꯤ ꯍꯦꯔꯃꯣꯄꯣꯂꯤꯁꯇꯥ ꯂꯩꯔꯝꯃꯤ ꯑꯗꯨꯕꯨ ꯃꯍꯥꯛꯄꯨ ꯏꯖꯤꯞꯇꯀꯤ ꯂꯩꯕꯥꯛ ꯄꯨꯝꯕꯗꯥ ꯄꯥꯛ ꯁꯟꯅꯥ ꯏꯀꯥꯏ ꯈꯨꯝꯅꯖꯔꯝꯃꯤ꯫ ꯑꯇꯣꯞꯄꯥ ꯏꯁ꯭ꯕꯔꯁꯤꯡꯒꯥ ꯃꯥꯟꯅꯅꯥ, ꯃꯍꯥꯛꯀꯤ ꯂꯥꯏꯁꯉꯁꯤꯡ ꯑꯃꯁꯨꯡ ꯂꯥꯏꯁꯉꯁꯤꯡ ꯑꯁꯤ ꯈꯨꯟꯅꯥꯏꯒꯤꯗꯃꯛꯇꯥ ꯐꯣꯀꯜ ꯄꯣꯏꯟꯇ ꯑꯃꯥ ꯑꯣꯏꯅꯥ ꯊꯕꯛ ꯇꯧꯔꯝꯂꯒꯅꯤ ꯑꯃꯁꯨꯡ ꯆꯥꯅꯕꯥ ꯅꯠꯔꯒꯥ ꯃꯦꯗꯤꯀꯦꯜꯒꯤ ꯃꯇꯦꯡ ꯂꯧꯕꯗꯥ ꯄꯥꯎꯇꯥꯛ, ꯊꯋꯥꯏꯌꯒꯤ ꯑꯣꯏꯕꯥ ꯄꯥꯎꯇꯥꯛ ꯑꯃꯁꯨꯡ ꯖꯦꯅꯔꯦꯜ ꯑꯦꯗꯀꯤ ꯔꯤꯁꯣꯔꯁ ꯑꯃꯥ ꯑꯣꯏꯔꯝꯂꯒꯅꯤ꯫ ꯊꯣꯊꯀꯤ ꯄꯨꯔꯣꯍꯤꯠꯁꯤꯡ ꯑꯁꯤ ꯌꯥꯝꯅꯥ ꯂꯥꯏꯔꯤꯛ ꯍꯩꯕꯥ ꯂꯥꯏꯅꯤꯡꯂꯣꯌꯁꯤꯡꯅꯤ ꯑꯃꯁꯨꯡ ꯃꯍꯥꯛꯀꯤ ꯀꯂꯀꯥꯔ ꯑꯁꯤ ꯂꯩꯉꯥꯛꯄꯥ ꯀ꯭ꯂꯥꯁꯀꯥ ꯌꯥꯝꯅꯥ ꯅꯛꯅꯥ ꯃꯔꯤ ꯂꯩꯅꯔꯝꯃꯤ꯫ ꯍꯔꯃꯣꯄꯣꯂꯤꯁꯇꯥ ꯂꯩꯕꯥ ꯃꯍꯥꯛꯀꯤ ꯁꯦꯟꯇꯔꯦꯜ ꯁꯦꯟꯇꯔ ꯑꯁꯤ ꯌꯥꯝꯅꯥ ꯄꯥꯝꯅꯈꯤ꯫ ꯃꯃꯤꯐꯥꯏꯗ ꯑꯥꯏꯕꯤꯁ ꯑꯃꯁꯨꯡ ꯕꯦꯕꯨꯅꯤꯁꯤꯡ ꯑꯁꯤ ꯀꯨꯝꯃꯩ ꯑꯁꯤꯗꯥ ꯂꯥꯀꯄꯥ ꯇꯤꯔꯊ ꯆꯠꯄꯁꯤꯡꯗꯥ ꯏꯁ꯭ꯕꯔꯁꯤꯡꯅꯥ ꯚꯣꯇꯤꯄꯁ ꯑꯣꯐꯔ ꯑꯣꯏꯅꯥ ꯌꯣꯜꯂꯝꯃꯤ꯫ ꯃꯅꯥꯛ ꯅꯀꯄꯥ ꯇꯨꯅꯥ ꯑꯦꯜ-ꯖꯦꯕꯦꯂꯒꯤ ꯅꯦꯛꯔꯣꯄꯣꯂꯤꯁꯇꯥ ꯈꯣꯡꯗꯥꯕꯥ ꯃꯇꯃꯗꯥ ꯃꯒꯤ ꯇꯥꯕꯥ ꯁꯥ ꯂꯤꯁꯤꯡ ꯀꯌꯥ ꯎꯕꯥ ꯐꯪꯈꯤ꯫ ꯊꯣꯊꯀꯤ ꯂꯦꯡꯗꯕꯥ ꯏꯀꯥꯏ ꯈꯨꯝꯅꯕꯥ ꯑꯁꯤꯁꯨ ꯇꯨꯏꯖꯤꯞꯇꯀꯤ ꯄꯨꯋꯥꯔꯤ ꯄꯨꯝꯅꯃꯛꯇꯥ ꯇꯣꯉꯥꯟ ꯇꯣꯉꯥꯟꯅꯕꯥ ꯃꯇꯝꯒꯤ ꯃꯇꯨꯡ ꯏꯟꯅꯥ ꯐꯪꯈꯤꯕꯥ ꯃꯍꯥꯀꯄꯨ꯫ ꯉꯁꯤꯁꯨ ꯊꯣꯠ ꯑꯁꯤ ꯃꯔꯨꯑꯣꯏꯕꯥ ꯁ꯭ꯄꯤꯔꯤꯆꯨꯑꯦꯜ ꯑꯦꯟꯇꯤꯇꯤ ꯑꯃꯥ ꯑꯣꯏꯅꯥ ꯀꯉꯅꯔꯤ꯫ ꯑꯦꯖ, ꯋꯤꯀꯥꯟ ꯅꯠꯔꯒꯥ ꯅꯤꯑꯣ-ꯄꯦꯒꯥꯟ ꯀꯝꯃꯌꯨꯅꯤꯇꯤꯁꯤꯡꯗꯥ ꯂꯩꯕꯥ ꯏꯁ꯭ꯕꯔꯕꯨ ꯏꯀꯥꯌ ꯈꯨꯝꯅꯕꯥ ꯎꯠꯄꯥ ꯃꯤꯑꯣꯏꯁꯤꯡ ꯅꯠꯇꯅꯥ ꯃꯍꯥꯛ ꯑꯁꯤ ꯃꯤꯌꯥꯝꯅꯥ ꯄꯥꯝꯅꯕꯥ ꯀꯂꯀꯥꯔꯗꯥ ꯍꯦꯟꯅꯥ ꯈꯉꯅꯔꯕꯥ ꯏꯖꯤꯞꯇꯀꯤ ꯏꯁ꯭ꯕꯔꯁꯤꯡꯒꯤ ꯃꯅꯨꯡꯗꯥ ꯑꯃꯅꯤ꯫ ꯀꯥꯏꯔꯣ ꯌꯨꯅꯤꯚꯔꯁꯤꯇꯤꯅꯥ ꯊꯣꯊꯄꯨ ꯃꯍꯥꯛꯀꯤ ꯁꯤꯡꯍꯥꯁꯟꯗꯥ ꯊꯝꯂꯤ ꯃꯔꯃꯗꯤ ꯃꯈꯣꯌꯒꯤ ꯂꯣꯒꯣ ꯑꯃꯁꯨꯡ ꯏꯁ꯭ꯕꯔꯒꯤ ꯃꯨꯔꯇꯤ ꯑꯁꯤ ꯃꯣꯗꯔꯟ ꯋꯥꯔꯜꯗꯇꯥ ꯅꯤꯡꯊꯧ ꯇꯨꯇꯥꯅꯈꯥꯃꯨꯟ, ꯔꯥꯅꯤ ꯅꯦꯐꯦꯔꯇꯤꯇꯤ ꯑꯃꯁꯨꯡ ꯏꯁ꯭ꯕꯔ ꯕꯥꯁꯦꯠꯀꯤ ꯏꯃꯦꯖꯁꯤꯡꯒꯤ ꯃꯇꯨꯡꯗꯥ ꯈ꯭ꯕꯥꯏꯗꯒꯤ ꯃꯃꯤꯡ ꯆꯠꯄꯥ ꯑꯃꯁꯨꯡ ꯈꯉꯕꯥ ꯉꯝꯕꯥ ꯑꯃꯥ ꯑꯣꯏꯗꯨꯅꯥ ꯂꯩꯔꯤ꯫ ꯊꯣꯊꯅꯥ ꯍꯣꯜ ꯑꯣꯐ ꯇ꯭ꯔꯨꯊꯇꯥ ꯑꯣꯔꯤꯁꯤꯁ ꯑꯃꯁꯨꯡ ꯑꯅꯨꯕꯤꯁꯀꯤ ꯃꯅꯥꯛꯇ ꯆꯥꯡ ꯅꯥꯏꯅ ꯊꯣꯔꯛꯏ, ꯃꯍꯥꯛ ꯁꯤꯈꯤꯕꯥ ꯃꯤꯑꯣꯏ ꯑꯗꯨꯒꯤ ꯊꯋꯥꯌꯒꯤ ꯄꯨꯟꯁꯤꯒꯤ ꯋꯥꯔꯤ ꯁꯥꯟꯅꯕ ꯑꯃꯁꯨꯡ ꯑꯆꯨꯝꯕꯒꯤ ꯐꯤꯕꯝꯒꯤ ꯂꯣꯏꯌꯅꯅꯥ ꯊꯝꯃꯣꯌꯒꯤ ꯋꯥꯌꯦꯜ ꯌꯥꯊꯪꯒꯤ ꯐꯜ ꯑꯗꯨ ꯔꯦꯀꯣꯔꯗ ꯇꯧꯕꯥ ꯂꯥꯏꯔꯤꯛ ꯂꯥꯏꯁꯨ ꯍꯩꯕꯥ ꯃꯤꯁꯛ ꯅꯤ꯫